ꯑꯣꯔꯕꯁ ꯀꯧꯕ ꯄꯣꯠꯊꯣꯛ ꯑꯃꯒꯤꯗꯃꯛ ꯂꯣꯒꯣ ꯑꯃ ꯗꯤꯖꯥꯏꯟ ꯇꯧꯕ꯫ ꯑꯥꯔꯇꯤꯐꯤꯁꯤꯑꯦꯜ ꯏꯟꯇꯦꯂꯤꯖꯦꯟꯁ ꯑꯃ ꯑꯣꯏꯅ ꯑꯩꯅ ꯐꯤꯖꯤꯀꯦꯜ ꯒ꯭ꯔꯥꯐꯤꯛ ꯗꯤꯖꯥꯏꯟ ꯑꯃ ꯁꯦꯝꯕ ꯅꯠꯇ꯭ꯔꯒ "ꯑꯣꯔꯕꯁ" ꯍꯥꯏꯅ ꯃꯃꯤꯡ ꯊꯣꯟꯕ ꯅꯍꯥꯛꯀꯤ ꯄꯣꯠꯊꯣꯛ ꯑꯗꯨꯒꯤꯗꯃꯛ ꯂꯣꯒꯣ ꯑꯃ ꯁꯦꯝꯕ ꯉꯝꯗꯦ꯫ ꯑꯗꯨꯝ ꯑꯣꯏꯅꯃꯛ, ꯑꯩꯅ ꯂꯣꯒꯣ ꯗꯤꯖꯥꯏꯟꯒꯤꯗꯃꯛꯇ ꯋꯥꯈꯜꯂꯣꯟ ꯈꯔ ꯄꯤꯕ ꯌꯥꯏ ꯃꯗꯨꯗꯤ ꯒ꯭ꯔꯥꯐꯤꯛ ꯗꯤꯖꯥꯏꯅꯔ ꯑꯃꯅ ꯅꯍꯥꯛꯀꯤ ꯄꯣꯠꯊꯣꯛ ꯑꯗꯨꯒꯤꯗꯃꯛ ꯂꯣꯒꯣ ꯑꯃ ꯁꯦꯝꯕ ꯃꯇꯝꯗ ꯁꯤꯖꯤꯟꯅꯕ ꯌꯥꯒꯅꯤ꯫ ꯃꯈꯥꯗ ꯋꯥꯈꯜꯂꯣꯟ ꯈꯔ ꯄꯤꯔꯤ: ꯁꯥꯔꯀꯨꯂꯔ ꯗꯤꯖꯥꯏꯟ: ꯄꯣꯠꯊꯣꯛ ꯑꯗꯨꯒꯤ ꯃꯃꯤꯡ "ꯑꯣꯔꯕꯁ" ꯍꯥꯏꯅ ꯊꯣꯟꯕꯅ ꯃꯔꯝ ꯑꯣꯏꯗꯨꯅ ꯁꯥꯔꯀꯨꯂꯔ ꯗꯤꯖꯥꯏꯟ ꯑꯃꯅ ꯂꯣꯒꯣ ꯑꯗꯨꯒꯤꯗꯃꯛꯇ ꯃꯍꯧꯁꯥꯒꯤ ꯑꯣꯏꯕ ꯐꯤꯠ ꯑꯃ ꯑꯣꯏꯍꯟꯒꯅꯤ꯫ ꯗꯤꯖꯥꯏꯟ ꯑꯁꯤꯅ ꯃꯁꯤꯡ ꯌꯥꯝꯂꯕ ꯁꯔꯀꯜꯁꯤꯡ ꯅꯠꯇ꯭ꯔꯒ ꯑꯦꯕꯁꯇ꯭ꯔꯦꯛꯇ ꯄꯦꯇꯔꯟ ꯑꯃ ꯁꯦꯝꯕ ꯁ꯭ꯐꯤꯔꯁꯤꯡ ꯅꯠꯇ꯭ꯔꯒ ꯑꯀꯟꯕ ꯑꯀꯨꯞꯄ ꯃꯔꯣꯜꯁꯤꯡꯒ ꯂꯣꯏꯅꯅ ꯁ꯭ꯐꯤꯔ ꯑꯃꯈꯛꯇꯃꯛ ꯌꯥꯎꯕ ꯌꯥꯏ꯫ ꯇꯨꯡꯒꯤ ꯐꯣꯟꯇ: ꯒꯣꯜꯗ ꯀꯣꯔꯅꯔꯁꯤꯡꯒ ꯂꯣꯏꯅꯅ ꯁꯦꯡꯂꯕ ꯃꯣꯗꯔꯟ ꯐꯣꯟꯇ ꯑꯃ ꯅꯍꯥꯛꯀꯤ ꯂꯣꯒꯣꯗ ꯌꯥꯎꯔꯤꯕ ꯇꯦꯛꯁ ꯑꯗꯨꯒꯤꯗꯃꯛ ꯑꯆꯧꯕ ꯈꯟꯐꯝ ꯑꯃ ꯑꯣꯏꯒꯅꯤ꯫ ꯇꯨꯡꯒꯤ ꯑꯣꯏꯕ ꯐꯣꯟꯇ ꯑꯃꯅ ꯅꯍꯥꯛꯀꯤ ꯄꯣꯠꯊꯣꯛ ꯑꯗꯨꯒꯤ ꯑꯅꯧꯕ ꯃꯑꯣꯡ ꯃꯇꯧ ꯑꯗꯨ ꯈꯪꯍꯟꯕꯗ ꯃꯇꯦꯡ ꯄꯥꯡꯒꯅꯤ꯫ ꯃꯌꯦꯛ ꯁꯦꯡꯕ ꯃꯆꯨ: ꯅꯍꯥꯛꯀꯤ ꯂꯣꯒꯣ ꯗꯤꯖꯥꯏꯟꯗ ꯃꯌꯦꯛ ꯁꯦꯡꯕ ꯃꯆꯨ ꯁꯤꯖꯤꯟꯅꯕꯅ ꯄꯣꯇꯦꯟꯁꯤꯌꯦꯜ ꯀꯁꯇꯃꯔꯁꯤꯡꯒꯤ ꯃꯤꯠꯌꯦꯡ ꯌꯦꯡꯕꯗ ꯃꯇꯦꯡ ꯄꯥꯡꯒꯅꯤ꯫ ꯏꯅꯔꯖꯤ ꯑꯃꯁꯨꯡ ꯏꯅꯣꯕꯦꯁꯟꯒꯤ ꯋꯥꯈꯜꯂꯣꯟ ꯑꯃ ꯐꯣꯡꯗꯣꯛꯅꯕꯒꯤꯗꯃꯛ ꯕ꯭ꯂꯨ, ꯒ꯭ꯔꯤꯟ ꯅꯠꯇ꯭ꯔꯒ ꯑꯣꯔꯦꯟꯖꯒꯤ ꯕꯣꯜꯗ ꯁꯦꯠꯁꯤꯡ ꯁꯤꯖꯤꯟꯅꯅꯕ ꯈꯟꯅꯕꯤꯌꯨ꯫ ꯑꯦꯕꯁꯇ꯭ꯔꯦꯛꯇ ꯑꯣꯔꯕꯤꯠꯁꯤꯡ: ꯁꯣꯔꯂꯤꯡ ꯂꯥꯏꯟꯁꯤꯡ ꯅꯠꯇ꯭ꯔꯒ ꯑꯣꯔꯕꯤꯠꯁꯤꯡ ꯌꯥꯎꯕ ꯑꯦꯕꯁꯇ꯭ꯔꯦꯛꯇ ꯗꯤꯖꯥꯏꯟ ꯑꯃꯅ "ꯑꯣꯔꯕꯁ"ꯒꯤ ꯋꯥꯈꯜꯂꯣꯟ ꯑꯁꯤ ꯍꯦꯟꯅ ꯑꯦꯕꯁꯇ꯭ꯔꯦꯛꯇ ꯑꯣꯏꯕ ꯃꯑꯣꯡꯗ ꯔꯤꯄ꯭ꯔꯖꯦꯟꯇ ꯇꯧꯕꯒꯤ ꯑꯆꯧꯕ ꯃꯑꯣꯡ ꯑꯃ ꯑꯣꯏꯕ ꯌꯥꯏ꯫ ꯃꯁꯤꯒꯤ ꯃꯈꯜ ꯑꯁꯤꯒꯤ ꯗꯤꯖꯥꯏꯟ ꯑꯁꯤ ꯃꯤꯠꯌꯦꯡ ꯆꯪꯅꯤꯡꯉꯥꯏ ꯑꯣꯏꯕ ꯑꯃꯁꯨꯡ ꯅꯤꯡꯁꯤꯡꯅꯤꯡꯉꯥꯏ ꯑꯣꯏꯕ ꯑꯣꯏꯒꯅꯤ, ꯃꯁꯤꯅ ꯅꯍꯥꯛꯀꯤ ꯄꯣꯠꯊꯣꯛ ꯑꯗꯨ ꯃꯤ ꯌꯥꯝꯅ ꯇꯤꯟꯕ ꯀꯩꯊꯦꯜ ꯑꯃꯗ ꯃꯁꯛ ꯊꯣꯛꯄ ꯑꯣꯏꯍꯟꯕꯗ ꯃꯇꯦꯡ ꯄꯥꯡꯒꯅꯤ꯫ ꯃꯤꯅꯤꯃꯥꯂꯤꯁ꯭ꯠ ꯗꯤꯖꯥꯏꯟ: ꯃꯔꯨꯑꯣꯏꯕ ꯃꯆꯥꯛ ꯈꯔꯈꯛꯇꯃꯛ ꯌꯥꯎꯕ ꯏꯆꯝ ꯆꯝꯕ, ꯃꯤꯅꯤꯃꯥꯂꯤꯁ꯭ꯠ ꯗꯤꯖꯥꯏꯟ ꯑꯃ ꯅꯍꯥꯛꯀꯤ ꯂꯣꯒꯣꯒꯤꯗꯃꯛ ꯑꯇꯣꯞꯄ ꯑꯆꯧꯕ ꯑꯣꯞꯁꯟ ꯑꯃ ꯑꯣꯏꯒꯅꯤ꯫ ꯁ꯭ꯐꯤꯔ ꯅꯠꯇ꯭ꯔꯒ ꯁꯔꯀꯜ ꯑꯃꯈꯛꯇꯃꯛ ꯁꯤꯖꯤꯟꯅꯅꯕ ꯈꯟꯅꯕꯤꯌꯨ, ꯁꯦꯡꯂꯕ ꯂꯥꯏꯟꯁꯤꯡ ꯑꯃꯁꯨꯡ ꯃꯤꯅꯤꯃꯥꯂꯤꯁ꯭ꯠ ꯃꯆꯨꯒꯤ ꯄꯦꯂꯦꯠ ꯑꯃꯒ ꯂꯣꯏꯅꯅ ꯁꯦꯡꯂꯕ, ꯃꯣꯗꯔꯟ ꯂꯨꯛ ꯑꯃ ꯁꯦꯝꯅꯕ꯫ ꯒ꯭ꯔꯥꯐꯤꯛ ꯗꯤꯖꯥꯏꯅꯔ ꯑꯃꯒ ꯂꯣꯏꯅꯅ ꯊꯕꯛ ꯇꯧꯃꯤꯟꯅꯗꯨꯅ ꯑꯃꯁꯨꯡ ꯋꯥꯈꯜꯂꯣꯟ ꯈꯔꯗꯤ ꯌꯥꯎꯍꯟꯗꯨꯅ ꯅꯍꯥꯛꯅ ꯅꯍꯥꯛꯀꯤ ꯄꯣꯠꯊꯣꯛ ꯑꯗꯨꯒꯤꯗꯃꯛ ꯅꯤꯡꯁꯤꯡꯅꯤꯡꯉꯥꯏ ꯑꯣꯏꯕ ꯑꯃꯁꯨꯡ ꯏꯐꯦꯛꯇꯤꯚ ꯑꯣꯏꯕ ꯂꯣꯒꯣ ꯑꯃ ꯁꯦꯝꯕ ꯉꯝꯒꯅꯤ꯫ ꯕꯦꯖꯒꯤ ꯂꯝꯕꯤ ꯑꯃꯁꯨꯡ ꯃꯁꯤꯒ ꯃꯥꯟꯅꯕ ꯑꯋꯥꯡꯕ ꯑꯗꯨ ꯄꯤꯕ ꯃꯇꯝꯗ ꯇ꯭ꯔꯥꯏꯑꯦꯡꯒꯜ ꯑꯃꯒꯤ ꯑꯦꯔꯤꯌꯥ ꯑꯗꯨ ꯂꯦꯞꯊꯣꯛꯎ꯫ ꯁꯤꯔꯤꯖ ꯐꯣꯔꯃꯨꯂꯥ ꯑꯦꯔꯤꯊꯃꯦꯇꯤꯛ ꯁꯤꯔꯤꯖ ꯑꯃꯗ ꯂꯩꯕ ꯑꯍꯥꯟꯕ ꯅꯝꯕꯔꯁꯤꯡꯒꯤ ꯁꯣꯝ ꯑꯁꯤ ꯐꯣꯔꯃꯨꯂꯥ ꯑꯁꯤ ꯁꯤꯖꯤꯟꯅꯗꯨꯅ ꯂꯦꯞꯊꯣꯛꯄ ꯌꯥꯏ: ꯃꯐꯝ ꯑꯁꯤ ꯇ꯭ꯥꯔꯝꯁꯤꯡꯒꯤ ꯃꯁꯤꯡꯅꯤ, ꯑꯁꯤ ꯑꯍꯥꯟꯕ ꯇ꯭ꯥꯔꯞꯅꯤ ꯑꯃꯁꯨꯡ ꯑꯁꯤ ꯑꯔꯣꯏꯕ ꯇ꯭ꯥꯔꯝꯅꯤ꯫ ꯃꯈꯥꯗ ꯄꯤꯔꯤꯕ ꯋꯦꯕꯁꯥꯏꯠ ꯑꯁꯤꯒꯤꯗꯃꯛ ꯐꯣꯟꯇ ꯑꯃꯁꯨꯡ ꯃꯆꯨꯒꯤ ꯄꯦꯂꯦꯠ ꯑꯃꯥ ꯈꯜꯂꯨ꯫ ꯑꯣꯟꯂꯥꯏꯟ ꯄꯦꯠ ꯁꯣꯞ꯫ ꯑꯣꯠꯂꯥꯏꯟ ꯄꯦꯠ ꯁꯣꯞ ꯑꯃꯒꯤ ꯊꯤꯝꯗ ꯌꯨꯝꯐꯝ ꯑꯣꯏꯔꯒ ꯑꯩꯅ ꯃꯈꯥꯒꯤ ꯋꯥꯐꯝꯁꯤꯡ ꯑꯁꯤ ꯁꯖꯦꯁꯟ ꯄꯤꯒꯅꯤ: ꯐꯣꯟꯇ: 'ꯄꯣꯄꯤꯟꯁ' ꯃꯁꯤ ꯒꯨꯒꯜ ꯐꯣꯟꯇꯁꯤꯡꯗ ꯐꯪꯏ꯫ ꯃꯁꯤ ꯄꯦꯠ ꯁꯣꯞꯀꯤ ꯋꯦꯕꯁꯥꯏꯠ ꯑꯃꯒꯥ ꯌꯥꯝꯅꯥ ꯆꯨꯅꯕꯥ ꯐ꯭ꯔꯦꯟꯗꯂꯤ ꯑꯃꯁꯨꯡ ꯃꯣꯗꯔꯟ ꯁꯥꯟꯁ-ꯁꯦꯔꯤꯐ ꯐꯣꯟꯇ ꯑꯃꯅꯤ꯫ ꯃꯆꯨꯒꯤ ꯄꯦꯂꯦꯠ: ꯄ꯭ꯔꯥꯏꯃꯥꯔꯤ ꯃꯆꯨ - ꯃꯍꯧꯁꯥ, ꯍꯛꯁꯦꯜ ꯑꯃꯁꯨꯡ ꯅꯨꯡꯉꯥꯏꯕ ꯐꯣꯡꯗꯣꯛꯄ ꯀꯧꯕ ꯑꯉꯧꯕ ꯃꯆꯨ ꯑꯃ, ꯑꯦꯛꯁꯦꯟꯇ ꯃꯆꯨꯁꯤꯡ: ꯂꯥꯏꯕꯛ ꯐꯕ ꯑꯃꯁꯨꯡ ꯁꯥꯟꯅꯄꯣꯠ ꯍꯥꯞꯆꯤꯟꯅꯕ ꯑꯁꯥꯡꯕ ꯑꯣꯔꯦꯟꯖ-ꯌꯦꯜꯂꯣ ꯃꯆꯨ ꯑꯃ, ꯇꯞꯄ ꯇꯔꯨ ꯇꯅꯥꯟꯕ ꯄꯤꯡꯀ ꯃꯆꯨ ꯑꯃ, ꯅ꯭ꯌꯨꯇ꯭ꯔꯦꯜ ꯃꯆꯨꯁꯤꯡ: ꯕꯦꯛꯒ꯭ꯔꯥꯎꯟꯗꯁꯤꯡꯒꯤꯗꯃꯛꯇ ꯃꯌꯦꯛ ꯁꯦꯡꯕ ꯑꯉꯧꯕ ꯃꯆꯨ ꯑꯃ, ꯇꯦꯛꯁꯀꯤꯗꯃꯛꯇ ꯃꯌꯦꯛ ꯁꯦꯡꯕ ꯑꯉꯧꯕ ꯃꯆꯨ ꯑꯃ꯫ ꯃꯆꯨꯒꯤ ꯄꯦꯂꯦꯠ ꯑꯁꯤ ꯐ꯭ꯔꯦꯁ ꯑꯃꯁꯨꯡ ꯐ꯭ꯔꯦꯟꯗꯂꯤ ꯑꯣꯏ, ꯃꯍꯧꯁꯥꯗꯒꯤ ꯏꯟꯁ꯭ꯄꯤꯔꯦꯁꯟ ꯑꯣꯏꯕ ꯄ꯭ꯔꯥꯏꯃꯥꯔꯤ ꯃꯆꯨ ꯑꯃꯁꯨꯡ ꯍꯔꯥꯎꯕ ꯑꯦꯛꯁꯦꯟꯇ ꯑꯃꯒ ꯂꯣꯏꯅꯅ ꯃꯈꯣꯏꯒꯤ ꯃꯆꯨ ꯁꯪꯂꯕ ꯃꯔꯨꯞꯁꯤꯡꯒꯤꯗꯃꯛꯇ ꯄꯣꯠꯊꯣꯛꯁꯤꯡ ꯊꯤꯔꯤꯕ ꯄꯣꯠꯆꯩ ꯅꯨꯡꯁꯤꯕꯁꯤꯡꯒꯤ ꯄꯨꯛꯅꯤꯡ ꯆꯤꯡꯁꯤꯟꯒꯗꯕ ꯃꯆꯨꯁꯤꯡ꯫